ꯊꯕꯛ ꯊꯧꯔꯝ ꯃꯉꯥꯒꯤ ꯕꯀꯦꯠ ꯂꯤꯁ꯭ꯠ ꯑꯃ ꯁꯦꯝꯃꯨ꯫ ꯃꯈꯥꯗ ꯅꯨꯡꯉꯥꯏꯔꯕꯥ ꯕꯀꯦꯠ ꯂꯤꯁ꯭ꯠ ꯑꯃ ꯑꯣꯏꯍꯟꯕ‌ ꯌꯥꯕ ꯊꯕꯛ ꯊꯧꯔꯝ ꯃꯉꯥ ꯌꯥꯎꯔꯤ - ꯑꯅꯧꯕ ꯂꯩꯕꯥꯛ ꯑꯃꯗ ꯆꯠꯄ - ꯑꯅꯧꯕ ꯀꯜꯆꯔꯁꯤꯡ ꯊꯦꯡꯅꯕ, ꯑꯦꯛꯖꯣꯇꯤꯛ ꯆꯥꯛꯆꯥ-ꯏꯊꯛꯁꯤꯡ ꯇꯝꯕ, ꯑꯃꯁꯨꯡ ꯃꯥꯂꯦꯝꯒꯤ ꯇꯣꯉꯥꯟ ꯇꯣꯉꯥꯟꯕ ꯈꯨꯟꯅꯥꯏꯁꯤꯡꯒ ꯋꯥꯔꯤ ꯁꯥꯅꯕꯥ ꯑꯁꯤ ꯃꯤꯠꯌꯦꯡꯁꯤꯡ ꯄꯥꯛꯊꯣꯛ ꯆꯥꯎꯊꯣꯛꯍꯟꯅꯕꯒꯤ ꯑꯃꯁꯨꯡ ꯀꯥꯎꯔꯣꯏꯗꯕ ꯅꯤꯡꯁꯤꯡꯅꯤꯡꯉꯥꯏ ꯑꯣꯏꯕꯁꯤꯡ ꯁꯦꯝꯒꯠꯄꯒꯤ ꯑꯆꯧꯕ ꯃꯑꯣꯡ ꯑꯃꯅꯤ꯫ ꯁ꯭ꯀꯥꯏꯗꯥꯏꯚꯤꯡ - ꯑꯦꯗ꯭ꯔꯤꯅꯥꯂꯥꯏꯟ ꯖꯪꯀꯤꯁꯤꯡꯒꯤ ꯑꯣꯏꯅꯗꯤ ꯁ꯭ꯀꯥꯏꯗꯥꯏꯚꯤꯡ ꯑꯁꯤ ꯊꯥꯖꯕ ꯌꯥꯗꯕ ꯑꯦꯛꯁꯄꯔꯤꯌꯦꯟꯁ ꯑꯃꯅꯤ ꯃꯁꯤꯅ ꯊꯋꯥꯏ ꯌꯥꯎꯕ ꯑꯃꯁꯨꯡ ꯅꯨꯡꯉꯥꯏꯕꯒꯤ ꯑꯈꯟꯅꯕ ꯕ꯭ꯂꯦꯟꯗ ꯑꯃ ꯄꯤꯔꯤ꯫ ꯁꯥꯐꯥꯔꯤꯗ ꯆꯠꯂꯨ - ꯃꯍꯧꯁꯥ ꯑꯃꯁꯨꯡ ꯂꯝꯂꯛꯀꯤ ꯁꯥ-ꯎꯆꯦꯛꯁꯤꯡ ꯅꯨꯡꯁꯤꯕꯁꯤꯡꯅ ꯑꯐ꯭ꯔꯤꯀꯥꯗ‌ ꯁꯥꯐꯥꯔꯤꯗ ꯆꯠꯄꯒꯤ ꯑꯦꯛꯁꯄꯔꯤꯌꯦꯟꯁ ꯑꯗꯨ ꯌꯥꯝꯅ ꯄꯥꯝꯅꯒꯅꯤ, ꯃꯈꯣꯏꯒꯤ ꯃꯍꯧꯁꯥꯒꯤ ꯑꯣꯏꯕ ꯃꯐꯝꯗ ꯑꯆꯧꯕ ꯁꯥ-ꯁꯟꯁꯤꯡ ꯑꯗꯨ ꯎꯕꯥ ꯐꯪꯒꯅꯤ꯫ ꯑꯅꯧꯕ ꯍꯩꯁꯤꯡꯕ ꯑꯃ ꯇꯝꯕꯤꯌꯨ - ꯃ꯭ꯌꯨꯖꯤꯀꯦꯜ ꯏꯟꯁꯇ꯭ꯔꯨꯃꯦꯟꯇ ꯑꯃ ꯁꯥꯕ ꯑꯣꯏꯔꯕꯁꯨ, ꯑꯅꯧꯕ‌ ꯂꯣꯜ ꯑꯃ ꯇꯝꯕ ꯑꯣꯏꯔꯕꯁꯨ ꯅꯠꯇꯔꯒ‌ ꯑꯅꯧꯕ ꯍꯣꯕꯤ ꯑꯃ ꯂꯧꯕ ꯑꯣꯏꯔꯕꯁꯨ, ꯑꯅꯧꯕ ꯑꯃ ꯇꯝꯕ ꯑꯁꯤ ꯌꯥꯝꯅ ꯅꯨꯡꯉꯥꯏꯕ ꯑꯃꯁꯨꯡ ꯃꯅꯥ ꯄꯤꯕ‌ ꯌꯥꯏ꯫ ꯆꯦꯔꯤꯇꯤ ꯑꯃꯗ ꯚꯣꯂꯨꯟꯇꯔꯤ ꯑꯣꯏꯕ - ꯀꯅꯥꯒꯨꯝꯕ‌ꯑꯃꯒꯤ ꯊꯝꯃꯣꯏꯒ ꯅꯛꯅꯕꯥ ꯊꯕꯛ ꯑꯃꯒꯤꯗꯃꯛ ꯚꯣꯂꯨꯟꯇꯔꯤ ꯑꯣꯏꯅ ꯊꯕꯛ ꯇꯧꯗꯨꯅ ꯈꯨꯟꯅꯥꯏꯗ ꯑꯃꯨꯛ ꯍꯟꯅ ꯄꯤꯕ ꯑꯁꯤ ꯇꯁꯦꯡꯅ ꯃꯄꯨꯡ ꯐꯥꯕ ꯑꯦꯛꯁꯄꯔꯤꯌꯦꯟꯁ ꯑꯃ ꯑꯣꯏꯕ ꯌꯥꯏ, ꯑꯃꯁꯨꯡ ꯑꯇꯣꯞꯄꯁꯤꯡꯒꯤ ꯄꯨꯟꯁꯤꯗ ꯑꯐꯕ ꯏꯝꯄꯦꯛꯇ ꯑꯃ ꯄꯤꯅꯕꯒꯤ ꯑꯆꯧꯕ ꯃꯑꯣꯡ ꯑꯃ ꯑꯣꯏꯕ ꯌꯥꯏ꯫ ꯇꯣꯀꯤꯑꯣꯒꯤ ꯃꯀꯣꯛ ꯊꯣꯡꯕ ꯇꯨꯔꯤꯁ꯭ꯠꯀꯤ ꯃꯐꯝ ꯃꯉꯥ ꯊꯤꯕꯤꯌꯨ꯫ ꯇꯣꯀꯤꯑꯣ ꯇꯋꯥꯔ ꯇꯣꯀꯤꯑꯣꯒꯤ ꯃꯃꯤꯡ ꯂꯩꯔꯕ ꯂꯝꯗꯝ, ꯑꯃꯁꯨꯡ ꯖꯄꯥꯟꯒꯤ ꯈ꯭ꯋꯥꯏꯗꯒꯤ ꯋꯥꯡꯕ ꯃꯁꯥꯅ ꯃꯁꯥꯕꯨ ꯃꯇꯦꯡ ꯄꯥꯡꯖꯕ ꯁ꯭ꯇꯤꯜꯒꯤ ꯁ꯭ꯇꯔꯛꯆꯔ, ꯃꯁꯤꯅ ꯃꯁꯤꯒꯤ ꯃꯔꯨꯑꯣꯏꯕ ꯑꯣꯕꯖꯥꯔꯕꯦꯁꯟ ꯗꯦꯛ ꯑꯃꯁꯨꯡ ꯁ꯭ꯄꯦꯁꯤꯑꯦꯜ ꯑꯣꯕꯖꯔꯕꯦꯇꯔꯤꯗꯒꯤ ꯑꯉꯛꯄ‌ ꯃꯤꯠꯌꯦꯡꯁꯤꯡ ꯎꯕꯥ ꯐꯪꯏ꯫ ꯁꯦꯟꯁꯣ-ꯖꯤ ꯃꯟꯗꯤꯔ ꯃꯁꯤ ꯇꯣꯀꯤꯑꯣꯒꯤ ꯈ꯭ꯋꯥꯏꯗꯒꯤ ꯑꯔꯤꯕ ꯑꯃꯁꯨꯡ ꯃꯤꯌꯥꯝꯅ ꯄꯥꯝꯅꯕꯥ ꯕꯨꯙꯒꯤ ꯂꯥꯏꯁꯪꯅꯤ, ꯑꯃꯁꯨꯡ ꯆꯍꯤ ꯈꯨꯗꯤꯡꯒꯤ ꯃꯤꯑꯣꯏ ꯂꯥꯈ ꯀꯌꯥ ꯂꯥꯛꯏ꯫ ꯑꯔꯤꯕ ꯂꯥꯏꯁꯪ ꯑꯁꯤ ꯑꯆꯧꯕ ꯂꯦꯟꯇꯔꯁꯤꯡ, ꯃꯊꯛ ꯃꯉꯥ ꯁꯨꯕ ꯄꯦꯒꯣꯗ ꯑꯃꯁꯨꯡ ꯐꯖꯔꯕꯥ ꯑꯥ꯭ꯔꯠꯀꯤ ꯄꯣꯠꯂꯝꯁꯤꯡꯒꯤꯗꯃꯛ ꯃꯃꯤꯡ ꯆꯠꯂꯤ꯫ ꯃꯦꯏꯖꯤ ꯂꯥꯏꯁꯪ ꯏꯝꯄꯥꯔꯇꯔ ꯃꯦꯏꯖꯤ ꯑꯃꯁꯨꯡ ꯏꯝꯄ꯭ꯔꯦꯁ ꯁꯣꯀꯦꯟꯗ ꯀꯠꯊꯣꯛꯂꯕꯥ ꯂꯥꯏꯁꯡ ꯑꯁꯤ ꯐꯖꯔꯕꯥ ꯎꯃꯪꯒꯨꯝꯕ ꯄꯥꯔꯛ ꯑꯃꯗ ꯊꯝꯂꯤ, ꯃꯐꯝ ꯑꯗꯨꯗ ꯚꯤꯖꯤꯇꯔꯁꯤꯡꯅ ꯇ꯭ꯔꯦꯗꯤꯁ꯭ꯅꯦꯜ ꯖꯄꯥꯅꯤꯖ ꯒꯥꯔꯗꯦꯟ, ꯇꯣꯔꯤ ꯒꯦꯠꯁꯤꯡ, ꯑꯃꯁꯨꯡ ꯁꯤꯟꯇꯣ ꯔꯤꯇꯨꯌꯦꯜꯁꯤꯡ ꯅꯨꯡꯉꯥꯏꯅ ꯄꯥꯡꯊꯣꯛꯄ ꯌꯥꯏ꯫ ꯏꯝꯄꯤꯔꯤꯑꯦꯜ ꯄꯦꯂꯦꯁ ꯖꯄꯥꯟꯒꯤ ꯏꯝꯄꯥꯔꯇꯔꯒꯤ ꯃꯌꯨꯝ, ꯄꯦꯂꯦꯁ ꯑꯁꯤ ꯃꯣꯠꯁꯤꯡ ꯑꯃꯁꯨꯡ ꯐꯖꯔꯕꯥ ꯕꯥꯒꯥꯟꯁꯤꯡꯅ ꯀꯨꯞꯁꯤꯜꯂꯤ, ꯃꯐꯝ ꯑꯗꯨꯗ ꯚꯤꯖꯤꯇꯔꯁꯤꯡꯅ ꯃꯃꯤꯡ ꯂꯩꯔꯕ ꯅꯤꯖꯨꯕꯥꯁꯤ ꯊꯣꯡ ꯑꯁꯤ ꯎꯕꯥ ꯐꯪꯒꯅꯤ, ꯑꯃꯁꯨꯡ ꯃꯐꯝꯁꯤꯡꯗ ꯆꯠꯄ ꯌꯥꯒꯅꯤ꯫ ꯁꯤꯟꯖꯨꯀꯨ ꯒ꯭ꯌꯣꯌꯦꯟ ꯅꯦꯁ꯭ꯅꯦꯜ ꯒꯥꯔꯗꯦꯟ ꯖꯄꯥꯟꯒꯤ ꯃꯥꯂꯦꯝꯒꯤ ꯃꯃꯤꯡ ꯂꯩꯔꯕ ꯄꯥ꯭ꯔꯛꯁꯤꯡꯒꯤ ꯃꯅꯨꯡꯗ ꯑꯃꯅꯤ ꯃꯁꯤꯗ ꯇ꯭ꯔꯦꯗꯤꯁ꯭ꯅꯦꯜ ꯖꯄꯥꯅꯤꯖ ꯂꯦꯟꯗꯁ꯭ꯀꯦꯞ ꯒꯥꯔꯗꯦꯟ ꯑꯃ, ꯏꯪꯂꯤꯁ ꯂꯦꯟꯗꯁ꯭ꯀꯦꯞ ꯒꯥꯔꯗꯦꯟ ꯑꯃ, ꯑꯃꯁꯨꯡ ꯐ꯭ꯔꯥꯟꯁꯀꯤ ꯐꯣꯔꯃꯦꯜ ꯒꯥꯔꯗꯦꯟ ꯑꯃ ꯌꯥꯎꯔꯤ꯫ ꯃꯁꯤ ꯆꯦꯔꯤ ꯕ꯭ꯂꯣꯖꯨꯝꯒꯤ ꯃꯇꯝ ꯑꯃꯁꯨꯡ ꯑꯆꯧꯕ ꯒ꯭ꯔꯤꯟꯍꯥꯎꯁꯀꯤꯗꯃꯛ ꯃꯃꯤꯡ ꯆꯠꯂꯤ꯫